ꯔꯣꯃꯥꯟꯇꯤꯛ ꯗꯤꯅꯥꯔ ꯑꯃꯒꯤꯗꯃꯛ ꯋꯥꯈꯜꯂꯣꯟ ꯃꯉꯥ ꯕ꯭ꯔꯦꯟꯁ꯭ꯇꯣꯔꯝ ꯇꯧꯕꯤꯌꯨ꯫ ꯇꯔꯨ ꯇꯅꯥꯟꯕꯥ ꯃ꯭ꯌꯨꯖꯤꯛ ꯑꯃꯁꯨꯡ ꯇꯦꯕꯜꯗꯥ ꯆꯠꯂꯤꯕꯥ ꯔꯣꯖ-ꯄꯦꯇꯜ ꯂꯥꯏꯟ ꯇꯧꯔꯕꯥ ꯂꯝꯕꯤ ꯑꯃꯒꯥ ꯂꯣꯏꯅꯅꯥ ꯕꯥꯒꯥꯟꯗꯥ ꯀꯦꯟꯗꯜ ꯂꯥꯏꯠ ꯗꯤꯅꯥꯔ ꯁꯦꯠꯑꯞ ꯑꯃꯥ ꯁꯦꯝꯃꯨ꯫ ꯗꯦꯖꯤꯌꯔꯒꯤꯗꯃꯛꯇꯥ ꯆꯦꯝꯄꯤꯌꯟ ꯑꯃꯁꯨꯡ ꯆꯣꯀꯣꯂꯦꯠ ꯀꯚꯔ ꯇꯧꯔꯕꯥ ꯏꯁꯇ꯭ꯔꯣꯕꯦꯔꯤꯁꯤꯡꯒꯥ ꯂꯣꯏꯅꯅꯥ ꯒꯣꯔꯃꯦꯠ ꯃꯤꯜ ꯑꯃꯥ ꯄꯤꯌꯨ꯫ ꯐꯖꯔꯕꯥ ꯁꯍꯔꯒꯤ ꯃꯑꯣꯡ ꯃꯇꯧ ꯅꯠꯇ꯭ꯔꯒꯥ ꯁꯃꯨꯗ꯭ꯔꯒꯤ ꯃꯤꯠꯌꯦꯡꯒꯥ ꯂꯣꯏꯅꯅꯥ ꯊꯥꯒꯤ ꯃꯈꯥꯗꯥ ꯌꯨꯝꯊꯛꯇꯥ ꯅꯨꯃꯤꯗꯥꯡꯒꯤ ꯆꯥꯛ ꯆꯥꯕꯥ ꯊꯧꯔꯥꯡ ꯇꯧꯕꯤꯌꯨ꯫ ꯀꯣꯔꯁ ꯈꯨꯗꯤꯡꯃꯛꯅꯥ ꯅꯍꯥꯛꯀꯤ ꯃꯔꯤꯗꯥ ꯑꯈꯟꯅꯕꯥ ꯃꯣꯃꯦꯟꯇ ꯑꯃꯥ ꯅꯠꯇ꯭ꯔꯒꯥ ꯃꯦꯃꯣꯔꯤ ꯑꯃꯥ ꯔꯤꯄ꯭ꯔꯖꯦꯟꯇ ꯇꯧꯗꯨꯅꯥ ꯃꯜꯇꯤ-ꯀꯣꯔꯁ ꯃꯤꯜ ꯑꯃꯥ ꯄꯤꯌꯨ꯫ ꯅꯍꯥꯛꯀꯤ ꯄꯥꯔꯠꯅꯔꯒꯤ ꯅꯨꯡꯁꯤꯖꯔꯕꯥ ꯆꯥꯛꯁꯪꯁꯤꯡ ꯑꯃꯁꯨꯡ ꯄꯣꯠꯂꯝꯁꯤꯡ ꯌꯥꯎꯕꯥ ꯇꯦꯜꯂꯔ ꯃꯦꯅꯨ ꯑꯃꯒꯥ ꯂꯣꯏꯅꯅꯥ ꯌꯨꯝꯗꯥ ꯄ꯭ꯔꯥꯏꯕꯦꯠ ꯆꯦꯐ ꯑꯦꯛꯁꯄꯤꯔꯤꯑꯦꯟꯁ ꯑꯃꯥ ꯁꯦꯝꯒꯠꯂꯨ꯫ ꯃꯌꯦꯛ ꯁꯦꯡꯕꯥ ꯃꯉꯥꯜ, ꯇꯔꯨ ꯇꯅꯥꯟꯕꯥ ꯃ꯭ꯌꯨꯖꯤꯛ ꯑꯃꯁꯨꯡ ꯏꯂꯤꯒꯦꯟꯇ ꯇꯦꯕꯜ ꯗꯦꯀꯣꯔꯦꯁꯟꯁꯤꯡꯒꯥ ꯂꯣꯏꯅꯅꯥ ꯃꯑꯣꯡ ꯃꯇꯧ ꯑꯗꯨ ꯁꯦꯠ ꯇꯧ꯫ ꯄꯨꯟꯅꯥ ꯆꯥꯛ ꯊꯣꯡꯕꯒꯤ ꯀ꯭ꯂꯥꯁ ꯑꯃꯥ ꯂꯧꯕꯤꯌꯨ ꯑꯃꯁꯨꯡ ꯑꯅꯧꯕꯥ ꯆꯥꯛꯁꯪ ꯑꯃꯥ ꯁꯦꯝꯅꯕꯥ ꯇꯝꯕꯤꯌꯨ, ꯃꯗꯨꯒꯤ ꯃꯇꯨꯡꯗꯥ ꯅꯍꯥꯛꯅꯥ ꯄꯨꯟꯅꯥ ꯆꯥꯛ ꯊꯣꯡꯈꯤꯕꯥ ꯆꯥꯛ ꯑꯗꯨ ꯋꯥꯏꯟ ꯕꯣꯇꯜ ꯑꯃꯒꯥ ꯂꯣꯏꯅꯅꯥ ꯅꯨꯡꯉꯥꯏꯕꯤꯌꯨ꯫ ꯄꯔꯁꯣꯅꯦꯂꯥꯏꯖ ꯇꯧꯔꯕꯥ ꯄ꯭ꯂꯦꯁ ꯁꯦꯇꯤꯡꯁꯤꯡ ꯑꯃꯁꯨꯡ ꯅꯍꯥꯛꯀꯤ ꯄꯥꯔꯠꯅꯔꯒꯤꯗꯃꯛꯇꯥ ꯊꯝꯃꯣꯏ ꯁꯦꯡꯅꯥ ꯅꯨꯡꯁꯤꯕꯒꯤ ꯅꯣꯠ ꯑꯃꯥ ꯌꯥꯎꯕꯥ ꯇꯦꯕꯜ ꯑꯗꯨ ꯁꯦꯠ ꯇꯧꯗꯨꯅꯥ ꯃꯁꯤ ꯑꯍꯦꯟꯕꯥ ꯑꯈꯟꯅꯕꯥ ꯑꯣꯏꯍꯟꯕꯤꯌꯨ꯫ ꯅꯨꯃꯤꯗꯥꯡꯒꯤ ꯆꯥꯛꯆꯥ-ꯏꯊꯛ ꯅꯠꯇ꯭ꯔꯒꯥ ꯕꯣꯠ ꯊꯧꯕꯥ ꯕꯨꯀꯤꯡ ꯇꯧꯕꯤꯌꯨ ꯑꯃꯁꯨꯡ ꯃꯐꯝ ꯑꯁꯤꯒꯤ ꯃꯁꯛ ꯅꯥꯏꯕꯥ ꯏꯁꯤꯡ ꯂꯝꯕꯤ ꯑꯃꯗꯥ ꯆꯦꯟꯊꯔꯒꯥ ꯂꯅꯥꯏꯒꯤ ꯅꯨꯃꯤꯗꯥꯡꯒꯤ ꯆꯥꯛꯆꯥ-ꯏꯊꯛ ꯑꯃꯥ ꯅꯨꯡꯉꯥꯏꯕꯤꯌꯨ꯫ ꯃ꯭ꯌꯨꯖꯤꯛ, ꯀꯦꯟꯗꯜ ꯑꯃꯁꯨꯡ ꯐꯖꯔꯕꯥ ꯅꯨꯃꯤꯠ ꯆꯨꯞꯄꯥ ꯃꯤꯠꯌꯦꯡ ꯑꯃꯒꯥ ꯂꯣꯏꯅꯅꯥ ꯃꯑꯣꯡ ꯃꯇꯧ ꯑꯗꯨ ꯁꯦꯠ ꯇꯧ꯫ ꯄꯥꯎꯒꯤ ꯑꯥꯔꯇꯤꯀꯜ ꯑꯃꯒꯤ ꯍꯦꯠꯂꯥꯏꯟ ꯑꯃꯥ ꯁꯦꯝꯃꯨ꯫ ꯗꯣꯂꯔ ꯌꯥꯡꯈꯩꯗꯒꯤ ꯗꯣꯂꯔ ꯀꯨꯟꯊ꯭ꯔꯥꯃꯉꯥꯗꯥ ꯍꯟꯊꯅꯥ ꯃꯥꯛ ꯇꯧꯔꯕꯥ ꯑꯥꯏꯇꯦꯝ ꯑꯃꯒꯤ ꯃꯃꯜ ꯑꯗꯨ ꯂꯦꯞꯊꯣꯛꯎ꯫ ꯂꯧꯈꯤꯕꯥ ꯄꯣꯠꯂꯝ ꯑꯗꯨ ꯗꯣꯂꯔ ꯌꯥꯡꯈꯩꯗꯒꯤ ꯗꯣꯂꯔ ꯀꯨꯟꯊ꯭ꯔꯥꯃꯉꯥꯗꯥ ꯍꯟꯊꯅꯥ ꯃꯥꯔꯛ ꯇꯧꯏ, ꯃꯔꯝ ꯑꯗꯨꯅꯥ ꯄꯣꯠ ꯑꯗꯨꯒꯤ ꯃꯃꯜ ꯑꯁꯤ ꯗꯣꯂꯔ ꯀꯨꯟꯊ꯭ꯔꯥꯃꯉꯥꯅꯤ꯫ ꯃꯁꯤꯅꯥ ꯇꯥꯛꯄꯗꯤ ꯄꯣꯠꯂꯝ ꯑꯁꯤ ꯑꯍꯥꯟꯕꯥ ꯃꯃꯜꯗꯒꯤ ꯗꯣꯂꯔ ꯇꯔꯥꯃꯉꯥ ꯍꯦꯟꯅꯥ ꯌꯣꯜꯂꯤ ꯍꯥꯏꯕꯅꯤ꯫ ꯌꯨꯅꯤꯚꯔꯁꯦꯜ ꯄ꯭ꯔꯗꯛꯇ ꯀꯣꯠ ꯑꯃꯥ ꯁꯦꯝꯅꯕꯥ ꯑꯦꯁꯤꯁꯇꯦꯟꯇ ꯑꯗꯨꯗꯥ ꯏꯟꯁꯇ꯭ꯔꯛꯁꯟꯁꯤꯡ ꯄꯤꯒꯗꯕꯅꯤ꯫ ꯕꯥꯔꯀꯣꯠ ꯅꯝꯕꯔ ꯑꯁꯤꯗ ꯃꯈꯥꯗꯥ ꯄꯤꯔꯤꯕꯥ ꯀꯝꯄꯣꯅꯦꯟꯁꯤꯡ ꯑꯁꯤ ꯌꯥꯎꯔꯤ꯫ ꯅꯝꯕꯔ ꯁꯤꯁ꯭ꯇꯦꯝ ꯀꯦꯔꯦꯛꯇꯔ: ꯃꯁꯤ ꯀꯣꯠꯀꯤ ꯍꯧꯔꯛꯐꯝꯗꯥ ꯂꯩꯕꯥ ꯗꯤꯖꯤꯠ ꯑꯃꯈꯛꯇꯅꯤ ꯑꯃꯁꯨꯡ ꯃꯁꯤ ꯂꯦꯕꯦꯜ ꯇꯧꯔꯤꯕꯥ ꯑꯥꯏꯇꯦꯝ ꯑꯗꯨ ꯀꯦꯇꯦꯒꯣꯔꯤ ꯇꯧꯕꯗꯥ ꯁꯤꯖꯤꯟꯅꯩ꯫ ꯃꯦꯟꯅꯨꯐꯦꯛꯆꯔ ꯑꯥꯏꯗꯦꯟꯇꯤꯐꯤꯀꯦꯁꯟ ꯅꯝꯕꯔ: ꯃꯊꯪꯒꯤ ꯗꯤꯖꯤꯠ ꯃꯉꯥ ꯑꯁꯤꯅꯥ ꯃꯦꯟꯅꯨꯐꯦꯛꯆꯔ ꯑꯥꯏꯗꯦꯟꯇꯤꯐꯤꯀꯦꯁꯟ ꯅꯝꯕꯔ ꯑꯗꯨ ꯔꯤꯄ꯭ꯔꯗꯛ ꯇꯧꯏ꯫ ꯃꯁꯤꯅꯥ ꯃꯦꯟꯅꯨꯐꯦꯛꯆꯔꯒꯤ ꯀꯦꯇꯥꯂꯣꯛꯀꯤ ꯃꯅꯨꯡꯗꯥ ꯄꯣꯠꯊꯣꯛ ꯑꯗꯨ ꯑꯈꯟꯅꯕꯥ ꯃꯑꯣꯡꯗꯥ ꯃꯁꯛ ꯈꯪꯗꯣꯛꯏ꯫ ꯆꯦꯛ ꯗꯤꯖꯤꯠ ꯑꯗꯨ ꯂꯦꯞꯊꯣꯛꯄꯥ: ꯃꯁꯤ ꯀꯣꯛꯀꯤ ꯇꯔꯥꯅꯤꯊꯣꯏꯁꯨꯕꯥ ꯗꯤꯖꯤꯠꯅꯤ ꯑꯃꯁꯨꯡ ꯃꯁꯤ ꯀꯣꯠ ꯄꯨꯝꯅꯃꯛꯀꯤ ꯑꯆꯨꯝꯕꯥ ꯑꯗꯨ ꯚꯦꯔꯤꯐꯥꯏ ꯇꯧꯕꯗꯥ ꯁꯤꯖꯤꯟꯅꯩ꯫ ꯃꯁꯤ ꯅꯍꯥꯛꯅꯥ ꯕꯥꯔꯀꯣꯠ ꯖꯦꯅꯦꯔꯦꯇꯔ ꯁꯣꯞꯋꯥꯌꯔ ꯅꯠꯇ꯭ꯔꯒꯥ ꯑꯣꯟꯂꯥꯏꯟ ꯇꯨꯜ ꯑꯃꯥ ꯁꯤꯖꯤꯟꯅꯗꯨꯅꯥ ꯐꯪꯕꯥ ꯌꯥꯏ꯫ ꯑꯔꯣꯏꯕꯗꯥ, ꯅꯍꯥꯛꯅꯥ ꯕꯥꯔꯀꯣꯠ ꯑꯗꯨ ꯄ꯭ꯔꯤꯟ ꯇꯧꯗꯨꯅꯥ ꯅꯍꯥꯛꯀꯤ ꯄ꯭ꯔꯗꯛ ꯑꯗꯨꯗꯥ ꯑꯦꯇꯦꯁ ꯇꯧꯕꯥ ꯈꯛꯇꯃꯛ ꯃꯊꯧ ꯇꯥꯏ꯫ ꯕꯥꯔꯀꯣꯠ ꯑꯗꯨ ꯁ꯭ꯀꯦꯅꯔꯁꯤꯡꯅꯥ ꯐꯖꯅꯥ ꯄꯥꯕꯥ ꯉꯝꯅꯕꯥ ꯃꯇꯤꯛ ꯆꯥꯕꯥ ꯁꯥꯏꯖꯒꯤ ꯒꯥꯏꯠꯂꯥꯏꯟꯁꯤꯡ ꯏꯟꯒꯗꯕꯅꯤ ꯍꯥꯏꯕꯁꯤ ꯅꯤꯡꯁꯤꯡꯕꯤꯌꯨ꯫